ꯑꯣꯂꯤꯚꯤꯌꯔ ꯖꯣꯅꯥꯊꯟ ꯖꯤꯔꯣꯗ (ꯄꯣꯛꯄꯥ ꯁꯦꯞꯇꯦꯝꯕꯔ ꯊꯥꯔꯇꯤ) ꯑꯁꯤ ꯐ꯭ꯔꯥꯟꯁꯀꯤ ꯄ꯭ꯔꯣꯐꯦꯁꯅꯦꯜ ꯐꯨꯠꯕꯣꯜ ꯁꯥꯟꯅꯔꯣꯏ ꯑꯃꯅꯤ ꯑꯃꯁꯨꯡ ꯃꯍꯥꯛꯅꯥ ꯀ꯭ꯂꯕ ꯑꯦꯁꯤ ꯃꯤꯂꯥꯟ ꯑꯃꯁꯨꯡ ꯐ꯭ꯔꯥꯟꯁꯀꯤ ꯖꯥꯇꯤꯒꯤ ꯇꯤꯝꯗꯥ ꯁꯇ꯭ꯔꯥꯏꯀꯔ ꯑꯣꯏꯅꯥ ꯁꯥꯟꯅꯔꯤ꯫ ꯃꯍꯥꯛꯀꯤ ꯋꯥꯔꯛ-ꯔꯦꯠ, ꯄꯥꯡꯒꯜ,ꯑꯃꯁꯨꯡ ꯂꯦꯞꯇꯅꯥ ꯒꯣꯜ ꯁꯣꯛꯅꯕꯒꯤ ꯇꯧꯕꯥ ꯉꯝꯕꯒꯤꯗꯃꯛ ꯌꯦꯡꯂꯒꯥ, ꯃꯍꯥꯛꯄꯨ ꯑꯌꯥꯝꯕꯅꯥ ꯃꯥꯂꯦꯝꯗꯥ ꯈ꯭ꯋꯥꯏꯗꯒꯤ ꯑꯟꯗꯔꯔꯦꯇꯦꯗ ꯁꯇ꯭ꯔꯥꯏꯀꯔꯁꯤꯡꯒꯤ ꯃꯅꯨꯡꯗꯥ ꯑꯃꯅꯤ ꯍꯥꯏꯅꯥ ꯂꯧꯅꯩ꯫ ꯖꯤꯔꯣꯗꯅꯥ ꯃꯍꯥꯛꯀꯤ ꯁꯦꯅꯤꯌꯔ ꯀ꯭ꯂꯕꯀꯤ ꯀꯦꯔꯤꯌꯔ ꯑꯁꯤ ꯍꯣꯝꯇꯥꯎꯟ ꯀ꯭ꯂꯕ ꯒ꯭ꯔꯦꯅꯣꯕꯜꯒꯤꯗꯃꯛ ꯁꯥꯟꯅꯗꯨꯅꯥ ꯍꯧꯈꯤ, ꯃꯗꯨꯒꯤ ꯃꯇꯨꯡꯗꯥ ꯃꯍꯥꯛꯅꯥ ꯢꯪ ꯂꯤꯁꯤꯡꯑꯅꯤꯒ ꯃꯉꯥꯗꯥ ꯆꯍꯤ ꯀꯨꯟꯃꯊꯣꯢ ꯁꯨꯔꯛꯄꯗꯥ ꯇꯨꯔꯁꯇꯥ ꯌꯥꯎꯈꯤ꯫ ꯂꯤꯒ ꯑꯁꯤꯒꯤ ꯃꯀꯣꯛ ꯊꯣꯡꯕꯥ ꯒꯣꯜ ꯁ꯭ꯀꯣꯂꯔ ꯑꯣꯏꯅꯥ ꯂꯣꯏꯔꯕꯥ ꯃꯇꯨꯡꯗꯥ ꯢꯪ ꯂꯤꯁꯤꯡꯑꯅꯤꯒ ꯇꯔꯥꯗꯥ ꯃꯍꯥꯛ ꯂꯤꯒ ꯑꯅꯤꯒꯤ ꯆꯍꯤꯒꯤ ꯄ꯭ꯂꯦꯌꯔ ꯑꯣꯐ ꯗ ꯢꯌꯔ ꯑꯣꯏꯅꯥ ꯈꯟꯈꯤ꯫ ꯃꯇꯨꯡꯗꯥ ꯃꯍꯥꯛ ꯃꯇꯝ ꯑꯗꯨꯒꯤ ꯀ꯭ꯂꯕ ꯔꯦꯀꯣꯔꯗ ꯑꯦꯁꯣꯁꯤꯑꯦꯁꯟ ꯐꯨꯠꯕꯣꯜ ꯇ꯭ꯔꯥꯟꯁꯐꯔꯒꯤ ꯍꯤꯔꯝ ꯑꯃꯥ ꯑꯣꯏꯈꯤ ꯃꯗꯨꯗꯤ ꯃꯍꯥꯛꯅꯥ ꯌꯨꯔꯣ ꯃꯤꯂꯤꯌꯟ ꯑꯅꯤꯒ ꯑꯅꯤꯒꯤ ꯇ꯭ꯔꯥꯟꯁꯐꯔꯗꯥ ꯃꯣꯟꯇꯥꯄꯣꯂꯤꯌꯔꯗꯥ ꯆꯠꯈꯤ, ꯀ꯭ꯂꯕꯀꯤ ꯑꯍꯥꯟꯕꯥ ꯂꯤꯒ ꯑꯃꯒꯤ ꯆꯦꯝꯄꯤꯌꯟ ꯑꯣꯏꯈꯤ ꯑꯃꯁꯨꯡ ꯢꯪ ꯂꯤꯁꯤꯡꯑꯅꯤꯒ ꯇꯔꯥꯅꯤꯊꯣꯢꯗꯥ ꯂꯤꯒꯀꯤ ꯃꯀꯣꯛ ꯊꯣꯡꯕꯥ ꯒꯣꯜꯁ꯭ꯀꯣꯂꯔ ꯑꯣꯏꯅꯥ ꯂꯣꯏꯁꯤꯟꯈꯤ꯫ ꯃꯗꯨꯒꯤ ꯃꯇꯨꯡꯗꯥ ꯃꯍꯥꯛ ꯑꯥꯔꯁꯦꯅꯥꯜꯗꯥ ꯌꯥꯎꯈꯤ, ꯃꯐꯝ ꯑꯗꯨꯗꯥ ꯃꯍꯥꯛꯅꯥ ꯑꯥꯔꯁꯦꯅꯥꯜꯒꯤ ꯆꯍꯤ ꯑꯅꯤꯒꯤ ꯇ꯭ꯔꯣꯐꯤꯒꯤ ꯊꯧꯗꯣꯛ ꯑꯗꯨ ꯂꯣꯏꯁꯤꯟꯕꯗꯥ ꯃꯇꯦꯡ ꯄꯥꯡꯅꯕꯥ ꯑꯦꯐ. ꯑꯦ. ꯖꯤꯔꯣꯗꯅꯥ ꯢꯪ ꯂꯤꯁꯤꯡꯑꯅꯤꯒ ꯇꯔꯥꯅꯤꯄꯥꯜ ꯗꯥ ꯀ꯭ꯔꯣꯁꯇꯥꯎꯅꯒꯤ ꯔꯤꯑꯦꯜ ꯆꯦꯜꯁꯤꯗꯥ ꯄꯥꯎꯟꯗ ꯃꯤꯂꯤꯌꯟ ꯇꯔꯥꯅꯤꯄꯥꯟ (ꯌꯨꯔꯣ ꯃꯤꯂꯤꯌꯟ ꯀꯨꯟ.ꯇꯔꯦꯠ)ꯒꯤ ꯇ꯭ꯔꯥꯟꯁꯐꯔ ꯑꯃꯗꯥ ꯌꯥꯎꯈꯤ꯫ ꯖꯤꯔꯣꯗꯅꯥ ꯢꯪ ꯂꯤꯁꯤꯡꯑꯅꯤꯒ ꯇꯔꯥꯃꯊꯣꯢ ꯗꯥ ꯆꯍꯤ ꯀꯨꯟꯃꯉꯥ ꯁꯨꯔꯛꯄꯗꯥ ꯐ꯭ꯔꯥꯟꯁꯀꯤꯗꯃꯛ ꯃꯍꯥꯛꯀꯤ ꯁꯦꯅꯤꯌꯔ ꯏꯟꯇꯔꯅꯦꯁꯅꯦꯜ ꯗꯦꯕ꯭ꯌꯨ ꯇꯧꯈꯤ, ꯑꯃꯁꯨꯡ ꯃꯗꯨꯒꯤ ꯃꯇꯨꯡꯗꯥ ꯃꯍꯥꯛꯅꯥ ꯀꯦꯞ ꯆꯥꯃꯒꯇꯔꯥ ꯍꯦꯟꯅꯥ ꯂꯧꯈꯤ, ꯃꯗꯨꯒꯤ ꯃꯅꯨꯡꯗꯥ ꯑꯆꯧꯕꯥ ꯇꯨꯔꯅꯥꯃꯦꯟꯇ ꯃꯉꯥꯗꯥ ꯌꯥꯎꯈꯤ꯫ ꯃꯍꯥꯛ ꯑꯁꯤ ꯃꯍꯥꯛꯀꯤ ꯂꯩꯕꯥꯛꯀꯤ ꯃꯇꯝ ꯄꯨꯝꯅꯃꯛꯇꯥ ꯈ꯭ꯋꯥꯏꯗꯒꯤ ꯋꯥꯡꯕꯥ ꯒꯣꯜ ꯁ꯭ꯀꯣꯂꯔꯅꯤ, ꯐ꯭ꯔꯥꯟꯁꯅꯥ ꯌꯨꯑꯦꯐꯑꯦ ꯌꯨꯔꯣ ꯢꯪ ꯂꯤꯁꯤꯡꯑꯅꯤꯒ ꯇꯔꯥꯃꯄꯟ ꯗ ꯔꯅꯥꯔꯁ ꯑꯞ ꯑꯣꯏꯅꯥ ꯂꯣꯏꯔꯕꯥ ꯃꯇꯨꯡꯗꯥ ꯖꯣꯏꯟꯇ ꯑꯅꯤꯁꯨꯕꯥ ꯈ꯭ꯋꯥꯏꯗꯒꯤ ꯋꯥꯡꯕꯥ ꯒꯣꯜꯁ꯭ꯀꯣꯂꯔ ꯑꯣꯏꯅꯥ ꯕ꯭ꯔꯣꯟꯖ ꯕꯨꯠ ꯐꯪꯈꯤ꯫ ꯃꯇꯨꯡꯗꯥ ꯃꯍꯥꯛꯅꯥ ꯢꯪ ꯂꯤꯁꯤꯡꯑꯅꯤꯒ ꯇꯔꯥꯃꯉꯥꯒꯤ ꯐꯤꯐꯥ ꯋꯥꯔꯜꯗ ꯀꯞꯇꯥ ꯃꯥꯏꯄꯥꯛꯈꯤ, ꯑꯃꯁꯨꯡ ꯌꯨꯑꯦꯐꯥ ꯌꯨꯔꯣ ꯢꯪ ꯂꯤꯁꯤꯡꯑꯅꯤꯒ ꯀꯨꯟꯗꯥ ꯌꯥꯎꯈꯤꯕꯇꯥ ꯅꯠꯇꯅꯥ ꯢꯪ ꯂꯤꯁꯤꯡꯑꯅꯤꯒ ꯀꯨꯟꯅꯤꯊꯣꯢꯒꯤ ꯐꯤꯐꯥ ꯋꯥꯔꯜꯗ ꯀꯄꯇꯥꯁꯨ ꯌꯥꯎꯈꯤ꯫ ꯉꯜꯂꯤꯉꯩꯒꯤ ꯄꯨꯟꯁꯤ ꯑꯣꯂꯤꯚꯤꯌꯥꯔ ꯖꯤꯔꯣꯗꯅꯥ ꯐ꯭ꯔꯥꯟꯁꯀꯤ ꯆꯦꯝ ꯆ꯭ꯌꯥꯝꯕꯦꯔꯤꯗꯥ ꯔꯣꯟ ꯑꯥꯜꯄꯁ ꯂꯝꯗꯝꯗꯥ ꯄꯣꯛꯈꯤ ꯑꯃꯁꯨꯡ ꯒ꯭ꯔꯦꯅꯣꯕꯜꯒꯥ ꯅꯛꯅꯕꯥ ꯃꯅꯥꯛ ꯅꯛꯄꯥ ꯈꯨꯡꯒꯪ ꯐ꯭ꯔꯣꯖꯦꯁꯇꯥ ꯄꯣꯛꯈꯤ꯫ ꯖꯤꯔꯣꯗ ꯑꯁꯤ ꯃꯍꯥꯛꯀꯤ ꯃꯃꯥ-ꯃꯄꯥ ꯑꯅꯤꯃꯛꯀꯤ ꯈꯨꯠꯊꯥꯡꯗꯥ ꯏꯇꯥꯂꯤꯒꯤ ꯃꯤꯑꯣꯏꯁꯤꯡꯅꯤ꯫ ꯃꯍꯥꯛꯀꯤ ꯄ꯭ꯔꯣꯐꯦꯁꯅꯦꯜ ꯀꯦꯔꯤꯌꯔꯗꯒꯤ ꯃꯅꯤꯡꯇꯝꯅꯥ, ꯖꯤꯔꯧꯅꯥ ꯏꯀꯣꯅꯣꯃꯤꯛꯁ ꯑꯃꯁꯨꯡ ꯁꯣꯁꯤꯑꯦꯜ ꯁꯥꯏꯟꯁ (ꯏ. ꯑꯦꯁ.)ꯗꯥ ꯕꯦꯛꯂꯔ ꯑꯣꯏꯅꯥ ꯂꯧꯔꯕꯥ ꯃꯇꯨꯡꯗꯥ, ꯒ꯭ꯔꯦꯅꯣꯕꯜꯗꯥ ꯂꯩꯕꯥ ꯖꯣꯁꯦꯐ ꯐꯣꯔꯤꯌꯔ ꯌꯨꯅꯤꯚꯔꯁꯤꯇꯤꯗꯥ ꯁꯥꯏꯟꯁ ꯑꯃꯁꯨꯡ ꯐꯤꯖꯤꯀꯦꯜ ꯑꯃꯁꯨꯡ ꯁ꯭ꯄꯣꯔꯇ ꯑꯦꯛꯇꯤꯕꯤꯇꯤꯁꯤꯡꯒꯤ ꯇꯦꯛꯅꯤꯛꯁꯤꯡ ꯇꯝꯈꯤ꯫ ꯕꯥꯁꯇꯦꯠ,ꯂꯥꯢꯔꯦꯝꯕꯤ ꯑꯁꯤ ꯑꯔꯤꯕ ꯏꯖꯤꯞ ꯂꯥꯢꯅꯤꯡꯒꯤ ꯂꯥꯢꯔꯦꯝꯕꯤ ꯑꯃꯅꯤ꯫ ꯃꯍꯥꯛꯁꯤ ꯍꯧꯗꯣꯡ ꯅꯠꯇ꯭ꯔꯒ ꯅꯣꯡꯁꯥ ꯑꯃꯣꯝꯒꯤ ꯁꯛꯂꯣꯟꯗ ꯂꯥꯠꯅꯩ꯫ ꯕꯥꯁꯇꯦꯠ ꯑꯁꯤ ꯏꯖꯤꯞꯇꯀꯤ ꯌꯨꯝ ꯌꯨꯝꯗꯥ ꯂꯩꯕꯥ, ꯅꯨꯄꯤꯁꯤꯡꯒꯤ ꯊꯣꯏꯗꯣꯛꯄꯥ, ꯀꯦꯠ ꯃꯤꯔꯣꯟꯕꯥ ꯑꯃꯁꯨꯡ ꯑꯉꯥꯡ ꯄꯣꯛꯄꯒꯤ ꯏꯁꯣꯔꯅꯤ꯫ ꯃꯍꯥꯛꯅꯥ ꯌꯨꯝ ꯑꯁꯤꯕꯨ ꯐꯠꯇꯕꯥ ꯊꯋꯥꯢ ꯑꯃꯁꯨꯡ ꯂꯥꯢꯅꯥꯁꯤꯡꯗꯒꯤ ꯉꯥꯛꯊꯣꯛꯈꯤ, ꯃꯔꯨꯑꯣꯏꯅꯥ ꯅꯨꯄꯤ ꯑꯃꯁꯨꯡ ꯑꯉꯥꯡꯁꯤꯡꯒꯥ ꯃꯔꯤ ꯂꯩꯅꯕꯥ ꯂꯥꯢꯅꯥꯁꯤꯡꯗꯒꯤ ꯉꯥꯛꯊꯣꯛꯈꯤ꯫ ꯏꯖꯤꯞꯇꯀꯤ ꯙꯔꯝꯃꯗꯥ ꯏꯁꯣꯔ ꯀꯌꯥꯒꯥ ꯃꯥꯟꯅꯅꯥ, ꯃꯍꯥꯛꯅꯥ ꯇꯨꯡꯒꯤ ꯄꯨꯟꯁꯤꯗꯁꯨ ꯊꯧꯗꯥꯡ ꯂꯧꯈꯤ꯫ ꯃꯁꯤ ꯃꯍꯥꯛꯀꯤ ꯃꯔꯨꯑꯣꯏꯕꯥ ꯊꯧꯗꯥ꯫